ꯏ-ꯀꯃꯔ꯭ꯁꯀꯤ ꯋꯥꯈꯜꯂꯣꯟ ꯑꯗꯨ ꯁꯟꯗꯣꯛꯅꯥ ꯇꯥꯛꯄꯤꯌꯨ꯫ ꯏꯂꯦꯛꯇꯔꯣꯅꯤꯛ ꯀꯃꯔꯁ ꯅꯠꯇ꯭ꯔꯒ ꯏꯟꯇꯔꯅꯦꯠ ꯀꯃꯔꯁ ꯍꯥꯢꯅ ꯈꯪꯅꯕꯥ ꯏ-ꯀꯃꯔꯁ ꯍꯥꯢꯕꯁꯤ ꯏꯟꯇꯔꯅꯦꯠ ꯁꯤꯖꯤꯟꯅꯗꯨꯅ ꯄꯣꯠꯊꯣꯛ ꯅꯠꯇ꯭ꯔꯒꯥ ꯁꯔꯚꯤꯁꯁꯤꯡ ꯌꯣꯟꯕ ꯑꯃꯁꯨꯡ ꯄꯩꯁꯥ ꯊꯥꯗꯣꯛ ꯊꯥꯖꯤꯟ ꯑꯁꯤ ꯃꯄꯨꯡ ꯐꯥꯍꯟꯅꯕꯒꯤꯗꯃꯛ ꯁꯦꯜ ꯑꯃꯁꯨꯡ ꯗꯦꯇꯥ ꯊꯥꯗꯣꯛ ꯊꯥꯖꯤꯟ ꯇꯧꯕꯥ ꯍꯥꯢꯕꯁꯤꯕꯨ ꯈꯪꯅꯩ꯫ ꯃꯁꯤ ꯇꯣꯉꯥꯟ-ꯇꯣꯉꯥꯟꯕ ꯃꯑꯣꯡꯗ ꯂꯧꯕꯥ ꯌꯥꯏ ꯍꯥꯢꯕꯗꯤ ꯔꯤꯇꯦꯜ ꯋꯦꯕꯁꯥꯏꯇꯁꯤꯡ, ꯑꯣꯟꯂꯥꯏꯟ ꯃꯥꯔꯀꯦꯠꯄ꯭ꯂꯦꯁꯁꯤꯡ ꯑꯃꯁꯨꯡ ꯄꯣꯠ ꯂꯩꯔꯤꯕꯁꯤꯡꯅ ꯃꯈꯣꯢꯒꯤ ꯁ꯭ꯃꯥꯔꯇꯐꯣꯟꯁꯤꯡꯗꯒꯤ ꯄꯣꯠ ꯂꯩꯕꯥ ꯌꯥꯕ ꯃꯣꯕꯥꯏꯜ ꯑꯦꯄꯁꯤꯡ ꯐꯥꯎꯕ꯫ ꯏ-ꯀꯃꯔꯁꯀꯤ ꯋꯥꯈꯜꯂꯣꯟ ꯑꯁꯤꯅ ꯄꯣꯠ ꯂꯩꯕꯗ ꯑꯍꯣꯡꯕ ꯑꯃ ꯄꯨꯔꯛꯂꯦ ꯃꯁꯤꯅ ꯄꯣꯠ ꯂꯩꯔꯤꯕ ꯃꯤꯁꯤꯡꯅ ꯃꯇꯝ ꯑꯃꯠꯇꯗ ꯃꯐꯝ ꯑꯃꯠꯇꯗꯒꯤ ꯑꯃꯁꯨꯡ ꯑꯌꯥꯝꯕꯅ ꯇ꯭ꯔꯦꯗꯤꯁꯅꯦꯜ ꯕ꯭ꯔꯤꯛ-ꯑꯦꯟꯗ-ꯃꯣꯔꯇꯔ ꯁ꯭ꯇꯣꯔꯁꯤꯡꯗꯒꯤ ꯍꯦꯟꯅ ꯅꯦꯝꯕ ꯃꯃꯜꯗ ꯄꯣꯠꯂꯝꯁꯤꯡ ꯑꯃꯁꯨꯡ ꯁꯔꯕꯤꯁꯁꯤꯡ ꯂꯧꯕꯥ ꯌꯥꯍꯜꯂꯦ꯫ ꯃꯁꯤꯒꯤ ꯃꯔꯝꯗꯤ ꯚꯥꯔꯥ ꯑꯃꯁꯨꯡ ꯁ꯭ꯇꯥꯐꯒꯨꯝꯕ ꯑꯣꯚꯔꯍꯦꯗ ꯀꯣꯁ꯭ꯠ ꯍꯟꯊꯔꯛꯄꯅ ꯃꯔꯝ ꯑꯣꯏꯗꯨꯅ ꯑꯣꯅꯂꯥꯏꯟꯗ ꯄꯣꯠ ꯌꯣꯜꯂꯤꯕꯁꯤꯡꯅ ꯀꯝꯄꯤꯇꯤꯇꯤꯕ ꯄ꯭ꯔꯥꯏꯁꯤꯡ ꯄꯤꯕꯥ ꯉꯝꯍꯜꯂꯤ꯫ ꯏ-ꯀꯝꯃꯔꯁꯅ ꯄꯣꯠ ꯂꯩꯔꯤꯕꯁꯤꯡꯗ ꯃꯁꯛ ꯊꯣꯛꯄꯥ ꯈꯨꯗꯣꯡꯆꯥꯕꯁꯤꯡꯒꯤ ꯊꯥꯛ ꯑꯃꯁꯨ ꯄꯤꯔꯤ ꯃꯈꯣꯢꯅ ꯃꯁꯥꯒꯤ ꯌꯨꯝꯗꯒꯤ ꯄꯣꯠꯆꯩꯁꯤꯡ ꯕ꯭ꯔꯣꯗ ꯇꯧꯕꯥ ꯑꯃꯁꯨꯡ ꯆꯥꯡꯗꯝꯅꯕ ꯌꯥꯏ ꯃꯁꯥꯅ ꯑꯣꯏꯅꯥ ꯗꯨꯀꯥꯟ ꯑꯃꯗꯒꯤ ꯗꯨꯀꯥꯟ ꯑꯃꯗ ꯆꯠꯄꯥ ꯃꯊꯧ ꯇꯥꯗꯦ꯫ ꯄꯩꯁꯥ ꯊꯤꯕ ꯑꯁꯤ ꯃꯍꯧꯁꯥꯅ ꯑꯣꯟꯂꯥꯏꯟꯗ ꯀ꯭ꯔꯦꯗꯤꯠ ꯅꯠꯇ꯭ꯔꯒ ꯗꯦꯕꯤꯠ ꯀꯥꯔꯗ ꯁꯤꯖꯤꯟꯅꯗꯨꯅ ꯅꯠꯇ꯭ꯔꯒ ꯄꯦꯄꯔꯂꯦꯁꯅꯒꯨꯝꯕ ꯏ-ꯋꯥꯂꯦꯠ ꯁꯔꯚꯤꯁ ꯑꯃꯒꯤ ꯈꯨꯠꯊꯥꯡꯗ ꯌꯥꯝꯅ ꯆꯦꯛꯁꯤꯟꯕ ꯑꯣꯏꯅ ꯇꯧꯏ꯫ ꯉꯁꯤꯗꯤ ꯏ-ꯀꯃꯔꯁ ꯑꯁꯤ ꯃꯥꯂꯦꯝꯒꯤ ꯁꯦꯟꯃꯤꯠꯂꯣꯟꯒꯤ ꯃꯔꯨꯑꯣꯏꯕ ꯁꯔꯨꯛ ꯑꯃꯥ ꯑꯣꯏꯔꯦ ꯁꯥꯏꯖ ꯈꯨꯗꯤꯡꯃꯛꯀꯤ ꯕꯤꯖꯤꯅꯦꯁꯁꯤꯡꯅ ꯄꯣꯠ ꯂꯩꯔꯤꯕꯁꯤꯡꯗ ꯌꯧꯍꯟꯕ ꯉꯝꯂꯦ ꯑꯃꯁꯨꯡ ꯃꯥꯂꯦꯝꯒꯤ ꯊꯥꯛꯇ ꯃꯈꯣꯢꯒꯤ ꯀꯩꯊꯦꯜ ꯑꯁꯤ ꯄꯥꯛꯊꯣꯛ ꯆꯥꯎꯊꯣꯛꯍꯟꯕ ꯉꯝꯂꯦ꯫ ꯃꯁꯤꯅꯥ ꯑꯇꯣꯞꯄ ꯏꯟꯗꯁꯇ꯭ꯔꯤꯁꯤꯡ ꯍꯥꯢꯕꯗꯤ ꯑꯣꯟꯂꯥꯏꯟ ꯑꯦꯗꯚꯥꯔꯇꯥꯏꯖꯃꯦꯟꯇ, ꯂꯣꯖꯤꯁ꯭ꯇꯤꯛꯁ ꯑꯃꯁꯨꯡ ꯄꯦꯃꯦꯟꯇ ꯁꯔꯕꯤꯁꯁꯤꯡ ꯑꯁꯤꯅꯆꯤꯡꯕ ꯍꯦꯟꯒꯠꯍꯟꯕꯗꯁꯨ ꯂꯥꯏꯊꯣꯛꯍꯜꯂꯦ ꯃꯈꯣꯢꯁꯤꯡ ꯑꯁꯤꯒꯤ ꯃꯅꯨꯡꯗ ꯈꯔ ꯄꯟꯕꯗ ꯃꯇꯦꯡ ꯄꯥꯡꯂꯦ꯫ ꯒ꯭ꯔꯣꯁꯔꯤ ꯗꯨꯀꯥꯟꯒꯤꯗꯃꯛ ꯑꯅꯧꯕꯥ ꯇ꯭ꯔꯣꯄꯤꯀꯦꯜ ꯎꯍꯩ ꯑꯃ ꯄꯤꯌꯨ꯫ ꯅꯍꯥꯛꯀꯤ ꯒ꯭ꯔꯣꯁꯔꯤ ꯗꯨꯀꯥꯟꯒꯤꯗꯃꯛꯇ ꯅꯍꯥꯛꯅ ꯈꯟꯅꯒꯗꯕ ꯇ꯭ꯔꯣꯄꯤꯀꯦꯜ ꯎꯍꯩ ꯑꯃꯗꯤ ꯃꯦꯡꯒꯣꯁꯇꯤꯟꯅꯤ꯫ ꯃꯁꯤ ꯈꯥ-ꯅꯣꯡꯄꯣꯛ ꯑꯦꯁꯤꯌꯥꯒꯤ ꯃꯇꯝ ꯄꯨꯝꯅꯃꯛꯇ ꯁꯪꯗꯨꯅꯇ ꯂꯩꯕ ꯎꯃꯪ ꯑꯃꯗꯒꯤ ꯂꯥꯛꯄꯥ ꯃꯆꯤ ꯑꯣꯏꯕ ꯑꯃꯁꯨꯡ ꯇꯪꯗꯨ ꯂꯩꯇꯥꯕꯥ ꯃꯍꯩ-ꯃꯔꯣꯡ ꯑꯃꯅꯤ꯫ ꯃꯁꯤꯒꯤ ꯑꯀꯟꯕꯥ ꯃꯌꯦꯛ ꯁꯦꯡꯕꯥ ꯃꯆꯨ ꯃꯆꯨꯒꯤ ꯃꯄꯥꯟꯊꯣꯡꯒꯤ ꯁꯦꯜ ꯑꯃꯥ ꯂꯩ ꯑꯗꯨꯕꯨ ꯑꯃꯨꯛ ꯍꯟꯅ ꯍꯥꯡꯗꯣꯛꯄ ꯃꯇꯝꯗ ꯃꯁꯤꯅꯥ ꯀꯣꯝꯂꯥ ꯑꯃꯒꯨꯝꯅ ꯃꯁꯨꯡ ꯃꯁꯨꯡ ꯇꯧꯔꯕꯥ ꯑꯉꯧꯕ ꯃꯍꯤ ꯑꯣꯏꯕ ꯃꯁꯥ ꯑꯃ ꯎꯕ ꯐꯪꯏ꯫ ꯃꯦꯡꯒꯣꯁꯇꯤꯟ ꯑꯁꯤ ꯑꯦꯟꯇꯤꯑꯣꯛꯁꯤꯗꯦꯟꯇ, ꯚꯤꯇꯥꯃꯤꯟ ꯑꯃꯁꯨꯡ ꯃꯤꯅꯔꯦꯜꯁꯤꯡ ꯌꯥꯝꯅ ꯌꯥꯎꯏ ꯑꯃꯁꯨꯡ ꯃꯁꯤ ꯅꯍꯥꯛꯀꯤ ꯗꯨꯀꯥꯟꯗ ꯂꯩꯕꯥ ꯃꯍꯩ-ꯃꯔꯣꯡꯒꯤ ꯃꯄꯥꯗ ꯑꯆꯧꯕ ꯑꯍꯦꯟꯕ ꯑꯃ ꯑꯣꯏꯕ ꯌꯥꯏ꯫ ꯗꯦꯇꯥ ꯄ꯭ꯔꯥꯏꯚꯦꯁꯤꯅ ꯈꯨꯟꯅꯥꯏꯗ ꯀꯔꯝꯅ ꯁꯣꯛꯍꯟꯕꯒꯦ ꯍꯥꯢꯕꯒꯤ ꯃꯇꯥꯡꯗ ꯑꯀꯨꯞꯄ ꯋꯥꯔꯣꯜ ꯑꯃ ꯏꯕꯤꯌꯨ꯫ ꯑꯩꯈꯣꯢꯒꯤ ꯏꯁꯥꯒꯤ ꯑꯣꯏꯕ ꯄꯨꯟꯁꯤꯗ ꯍꯦꯟꯅ ꯍꯦꯟꯅ ꯗꯤꯖꯤꯇꯥꯏꯖ ꯇꯧꯔꯛꯄꯗꯒꯤ ꯗꯦꯇꯥ ꯄ꯭ꯔꯥꯏꯚꯦꯁꯤ ꯑꯁꯤ ꯈꯨꯟꯅꯥꯏꯒꯤꯗꯃꯛꯇ ꯍꯦꯟꯅ ꯃꯔꯨꯑꯣꯏꯕ ꯋꯥꯐꯝ ꯑꯃ ꯑꯣꯏꯔꯛꯂꯤ꯫ ꯁꯣꯁꯤꯑꯦꯜ ꯃꯤꯗꯤꯌꯥ, ꯑꯣꯅꯂꯥꯏꯟ ꯁꯣꯄꯤꯡ, ꯑꯃꯁꯨꯡ ꯑꯇꯩ ꯗꯤꯖꯤꯇꯦꯜ ꯄ꯭ꯂꯦꯇꯐꯣꯔꯃꯁꯤꯡ ꯍꯦꯟꯒꯠꯂꯛꯄꯒ ꯂꯣꯢꯅꯅ ꯃꯤꯌꯥꯝꯅ ꯂꯂꯣꯟ-ꯏꯇꯤꯛ ꯑꯃꯁꯨꯡ ꯑꯣꯔꯒꯥꯅꯥꯏꯖꯦꯁꯟꯁꯤꯡꯒ ꯂꯣꯢꯅꯅꯥ ꯄꯔꯁꯣꯅꯦꯜ ꯏꯟꯐꯣꯔꯃꯦꯁꯟ ꯀꯌꯥ ꯑꯃ ꯁꯦꯌꯔ ꯇꯧꯏ꯫ ꯏꯟꯐꯣꯔꯃꯦꯁꯟ ꯑꯁꯤ ꯄꯥꯟꯗꯝ ꯊꯝꯂꯤꯕ ꯑꯦꯗꯚꯥꯔꯇꯥꯏꯖꯤꯡꯗꯒꯤ ꯍꯧꯔꯒ ꯑꯥꯏꯗꯦꯟꯇꯤꯇꯤ ꯍꯨꯔꯥꯟꯕꯒꯨꯝꯕ ꯍꯦꯟꯅ ꯐꯠꯇꯕ ꯊꯕꯛ ꯊꯧꯔꯝꯁꯤꯡ ꯐꯥꯎꯕ ꯃꯈꯜ ꯀꯌꯥꯒꯤ ꯄꯥꯟꯗꯝꯁꯤꯡꯗ ꯁꯤꯖꯤꯟꯅꯕ ꯌꯥꯏ꯫ ꯗꯦꯇꯥ ꯄ꯭ꯔꯥꯏꯚꯦꯁꯤꯅꯥ ꯈꯨꯟꯅꯥꯏꯗ ꯁꯣꯛꯍꯟꯕꯒꯤ ꯃꯔꯨꯑꯣꯏꯕ ꯃꯑꯣꯡ ꯑꯃꯗꯤ ꯃꯁꯤꯅ ꯃꯤꯑꯣꯏ ꯑꯃꯗ ꯄꯤꯔꯤꯕ ꯁꯥꯐꯨ ꯑꯁꯤꯅꯤ꯫ ꯄꯔꯁꯣꯅꯦꯜ ꯏꯟꯐꯣꯔꯃꯦꯁꯟ ꯑꯗꯨ ꯑꯌꯥꯕ ꯌꯥꯎꯗꯅ ꯁꯦꯌꯔ ꯇꯧꯕ ꯃꯇꯝꯗꯥ ꯃꯁꯤꯅꯥ ꯀꯅꯥꯒꯨꯝꯕ ꯑꯃꯒꯤ ꯄꯔꯁꯣꯅꯦꯜ ꯂꯥꯏꯐꯇ ꯀꯟꯇ꯭ꯔꯣꯜ ꯇꯧꯕ ꯉꯝꯍꯟꯗꯕ ꯌꯥꯏ꯫ ꯃꯁꯤ ꯗꯦꯇꯥ ꯕ꯭ꯔꯤꯆ ꯅꯠꯇ꯭ꯔꯒ ꯍꯦꯛ ꯇꯧꯕꯅ ꯁꯦꯟꯁꯤꯇꯤꯚ ꯑꯣꯏꯕ ꯏꯟꯐꯣꯔꯃꯦꯁꯟ ꯍꯥꯢꯕꯗꯤ ꯁꯦꯜ-ꯊꯨꯝꯒꯤ ꯑꯀꯨꯞꯄ ꯃꯔꯣꯜꯁꯤꯡ ꯅꯠꯇ꯭ꯔꯒ ꯄꯔꯁꯣꯅꯦꯜ ꯀꯣꯔꯁꯁꯤꯡ ꯌꯥꯎꯕ ꯀꯦꯁꯁꯤꯡꯗ ꯎꯕ ꯐꯪꯏ꯫ ꯄ꯭ꯔꯥꯏꯚꯦꯁꯤ ꯃꯥꯡꯈꯤꯕ ꯑꯁꯤꯅ ꯃꯔꯨꯑꯣꯏꯕ ꯏꯃꯣꯁꯅꯦꯜ ꯑꯃꯁꯨꯡ ꯁꯥꯏꯀꯣꯂꯣꯖꯤꯀꯦꯜ ꯑꯣꯏꯕ ꯐꯜꯁꯤꯡ ꯊꯣꯛꯍꯟꯕ ꯌꯥꯏ ꯃꯗꯨꯅ ꯆꯔꯥꯡꯅꯕ ꯑꯃꯁꯨꯡ ꯋꯥꯈꯜ ꯅꯨꯡꯉꯥꯏꯇꯕ ꯊꯣꯛꯍꯜꯂꯤ꯫ ꯗꯦꯇꯥ ꯄ꯭ꯔꯥꯏꯚꯦꯁꯤꯅ ꯈꯨꯟꯅꯥꯏ ꯑꯄꯨꯟꯕꯗꯁꯨ ꯍꯦꯟꯅ ꯄꯥꯛ-ꯆꯥꯎꯅ ꯁꯥꯐꯨ ꯄꯤꯔꯤ꯫ ꯗꯤꯖꯤꯇꯦꯜ ꯄ꯭ꯔꯤꯊꯤꯕꯤꯗ ꯄ꯭ꯔꯥꯏꯚꯦꯁꯤ ꯑꯃꯁꯨꯡ ꯁꯦꯀ꯭ꯌꯨꯔꯤꯇꯤ ꯂꯩꯇꯕꯅ ꯒꯅꯇꯟꯇ꯭ꯔꯗ ꯃꯥꯡꯍꯟ ꯇꯥꯛꯍꯟꯕ ꯌꯥꯕꯥ ꯐꯜꯁꯤꯡ ꯊꯣꯛꯍꯟꯕ ꯌꯥꯏ ꯃꯗꯨꯅ ꯏꯟꯁꯇꯤꯇ꯭ꯌꯨꯁꯟꯁꯤꯡꯗ ꯊꯥꯖꯕ ꯃꯥꯡꯍꯟꯕ ꯑꯃꯁꯨꯡ ꯁꯣꯁꯤꯑꯦꯜ ꯀꯟꯇ꯭ꯔꯦꯛꯇ ꯁꯣꯟꯊꯍꯟꯕꯥ ꯌꯥꯏ꯫ ꯃꯁꯤ ꯈꯨꯗꯝ ꯑꯣꯏꯅ ꯃꯤꯈꯜꯁꯤꯡꯕꯨ ꯁꯦꯝꯗꯣꯛ-ꯁꯦꯝꯖꯤꯟ ꯇꯧꯅꯕ ꯅꯠꯇ꯭ꯔꯒꯥ ꯌꯥꯅꯤꯡꯗꯕ ꯐꯣꯡꯗꯣꯛꯄꯥ ꯈꯣꯟꯖꯦꯜꯁꯤꯡ ꯊꯤꯡꯅꯕ ꯗꯦꯇꯥ ꯁꯤꯖꯤꯟꯅꯔꯛꯄꯥ ꯃꯇꯝꯗ ꯊꯣꯛꯄꯥ ꯌꯥꯏ꯫ ꯃꯁꯤꯒꯤ ꯃꯑꯣꯡ ꯑꯁꯤꯅꯥ ꯗꯦꯇꯥ ꯄ꯭ꯔꯥꯏꯚꯦꯁꯤ ꯂꯩꯇꯕꯅ ꯈꯨꯟꯅꯥꯏꯒꯤ ꯌꯥꯝꯅ ꯌꯨꯝꯐꯝꯁꯤꯡ ꯁꯣꯛꯍꯟꯕꯥ ꯌꯥꯏ꯫ ꯂꯣꯏꯁꯤꯜꯂꯛꯄꯗ ꯃꯤꯑꯣꯏ ꯑꯃꯅ ꯃꯈꯣꯢꯒꯤ ꯄꯔꯁꯣꯅꯦꯜ ꯄꯨꯟꯁꯤꯗ ꯀꯟꯇ꯭ꯔꯣꯜ ꯊꯝꯅꯕ ꯑꯃꯁꯨꯡ ꯈꯨꯟꯅꯥꯏ ꯑꯁꯤ ꯆꯨꯝꯅ ꯑꯃꯁꯨꯡ ꯗꯦꯃꯣꯀ꯭ꯔꯦꯇꯤꯛ ꯑꯣꯏꯅ ꯊꯕꯛ ꯇꯧꯕ ꯉꯝꯅꯕ ꯗꯦꯇꯥ ꯄ꯭ꯔꯥꯏꯚꯦꯁꯤ ꯑꯁꯤ ꯌꯥꯝꯅ ꯃꯔꯨꯑꯣꯏ꯫ ꯗꯤꯖꯤꯇꯦꯜꯒꯤ ꯃꯥꯂꯦꯝ ꯑꯁꯤ ꯃꯈꯥ ꯇꯥꯅꯥ ꯆꯥꯎꯈꯠꯂꯛꯄꯒ ꯂꯣꯢꯅꯅꯥ ꯑꯩꯈꯣꯢꯒꯤ ꯄꯔꯁꯣꯅꯦꯜ ꯗꯦꯇꯥ ꯉꯥꯛꯊꯣꯛꯄꯗ ꯆꯦꯛꯁꯤꯟꯅ ꯂꯩꯕꯥ ꯑꯃꯁꯨꯡ ꯃꯁꯤ ꯁꯤꯖꯤꯟꯅꯕꯒꯤ ꯃꯇꯥꯡꯗ ꯕꯤꯖꯤꯅꯦꯁꯁꯤꯡ ꯑꯃꯁꯨꯡ ꯑꯣꯔꯒꯅꯥꯏꯖꯦꯁꯟꯁꯤꯡꯅ ꯋꯥꯌꯦꯜ ꯄꯤꯅꯕ ꯗꯤꯃꯥꯟꯗ ꯇꯧꯕꯥ ꯑꯁꯤ ꯌꯥꯝꯅꯥ ꯃꯔꯨꯑꯣꯏ꯫